ꯖꯦꯅꯦꯇꯤꯛ ꯏꯟꯖꯤꯅꯤꯌꯔꯒꯤ ꯄꯨꯋꯥꯔꯤ ꯑꯃꯁꯨꯡ ꯍꯧꯖꯤꯛ ꯂꯩꯔꯤꯕ ꯑꯦꯄ꯭ꯂꯤꯀꯦꯁꯟꯒꯤ ꯃꯇꯥꯡꯗ ꯁꯟꯗꯣꯛꯅ ꯇꯥꯛꯄꯤꯌꯨ꯫ ꯖꯦꯅꯦꯇꯤꯛ ꯏꯟꯖꯤꯅꯤꯌꯔꯤꯡ ꯍꯥꯏꯕꯁꯤ ꯖꯤꯕ ꯑꯃꯒꯤ ꯖꯤꯅꯣꯝ ꯑꯁꯤ ꯕꯥꯏꯑꯣꯇꯦꯛꯅꯣꯂꯣꯖꯤꯒꯤ ꯇꯦꯛꯅꯤꯛꯁꯤꯡ ꯁꯤꯖꯤꯟꯅꯗꯨꯅ ꯃꯗꯨꯒꯤ ꯗꯤꯑꯣꯔꯥꯏꯕꯣ ꯅ꯭ꯌꯨꯀ꯭ꯂꯤꯛ ꯑꯦꯁꯤꯗ ꯃꯁꯤꯗ ꯑꯅꯧꯕ ꯗꯤꯑꯣꯔꯥꯏꯕꯣ ꯅ꯭ꯌꯨꯀ꯭ꯂꯤꯛ ꯑꯦꯁꯤꯗ ꯁꯤꯡ ꯄꯨꯔꯛꯄ ꯅꯠꯇ꯭ꯔꯒ ꯖꯤꯕ ꯑꯃꯒꯤ ꯃꯅꯨꯡꯗ ꯂꯩꯔꯤꯕ ꯗꯤꯑꯣꯛꯁꯤꯔꯥꯏꯕꯣ ꯅ꯭ꯌꯨꯀ꯭ꯂꯤꯛ ꯑꯦꯁꯤꯗꯕꯨ ꯃꯣꯗꯤꯐꯥꯏ ꯇꯧꯗꯨꯅ ꯑꯄꯥꯝꯕ ꯃꯒꯨꯟ ꯅꯠꯇ꯭ꯔꯒ ꯃꯒꯨꯟꯁꯤꯡ ꯄꯨꯊꯣꯛꯄ ꯌꯥꯎꯔꯤ꯫ ꯖꯦꯅꯦꯇꯤꯛ ꯏꯟꯖꯤꯅꯤꯌꯔꯤꯡꯒꯤ ꯄꯨꯋꯥꯔꯤ ꯑꯁꯤ ꯇꯔꯥꯅꯤꯄꯥꯜ ꯁꯨꯕ ꯆꯍꯤꯆꯥꯒꯤ ꯃꯌꯥꯏ ꯆꯜꯂꯛꯄꯗ ꯒ꯭ꯔꯦꯒꯔ ꯃꯦꯟꯗꯦꯜꯅ ꯖꯦꯅꯦꯇꯤꯛꯁ ꯑꯃꯁꯨꯡ ꯍꯦꯔꯤꯗꯤꯇꯤꯒꯤ ꯃꯇꯥꯡꯗ ꯑꯍꯥꯟꯕ ꯑꯣꯏꯅ ꯄꯥꯡꯊꯣꯛꯈꯤꯕ ꯑꯦꯛꯁꯄ꯭ꯔꯤꯃꯦꯟꯠꯁꯤꯡꯗꯒꯤ ꯍꯧꯔꯛꯄ ꯌꯥꯏ꯫ ꯑꯗꯨꯕꯨ ꯂꯤꯁꯤꯡꯑꯃ ꯆꯥꯅꯤꯄꯥꯜ ꯌꯥꯡꯈꯩ ꯍꯨꯝꯗꯣꯏ ꯗ ꯖꯦꯝꯁ ꯋꯥꯠꯁꯟ ꯑꯃꯁꯨꯡ ꯐ꯭ꯔꯥꯟꯁꯤꯁ ꯀ꯭ꯔꯤꯛꯅ ꯗꯤꯑꯣꯔꯥꯏꯕꯣ ꯅ꯭ꯌꯨꯀ꯭ꯂꯤꯛ ꯑꯦꯁꯤꯗ ꯒꯤ ꯁ꯭ꯇꯔꯛꯆꯔ ꯑꯁꯤ ꯊꯤꯗꯣꯛꯈꯤꯕꯗꯒꯤ ꯂꯝ ꯑꯁꯤ ꯇꯁꯦꯡꯅ ꯆꯥꯎꯈꯠꯄ ꯍꯧꯈꯤ꯫ ꯂꯤꯁꯤꯡꯑꯃ ꯆꯥꯃꯥꯄꯜ ꯍꯨꯝꯐꯨꯇꯔꯥ ꯒꯤ ꯃꯌꯥꯏ ꯆꯜꯂꯛꯄꯗ ꯔꯤꯀꯣꯝꯕꯤꯅꯦꯟꯠ ꯗꯤꯑꯣꯔꯥꯏꯕꯣ ꯅ꯭ꯌꯨꯀ꯭ꯂꯤꯛ ꯑꯦꯁꯤꯗ ꯒꯤ ꯇꯦꯛꯅꯣꯂꯣꯖꯤ ꯍꯥꯏꯅ ꯈꯪꯅꯕ ꯑꯅꯧꯕ ꯇꯦꯛꯅꯤꯛ ꯑꯃ ꯄꯨꯊꯣꯛꯈꯤ, ꯃꯁꯤꯅ ꯁꯥꯏꯟꯇꯤꯁꯁꯤꯡꯅ ꯇꯣꯉꯥꯟ ꯇꯣꯉꯥꯟꯕ ꯖꯤꯕꯁꯤꯡꯗꯒꯤ ꯗꯤꯑꯣꯔꯥꯏꯕꯣ ꯅ꯭ꯌꯨꯀ꯭ꯂꯤꯛ ꯑꯦꯁꯤꯗ ꯃꯁꯤꯒꯤ ꯑꯍꯣꯡꯕ ꯑꯁꯤꯅ ꯂꯤꯁꯤꯡꯑꯃ ꯆꯥꯃꯥꯄꯜ ꯍꯨꯝꯐꯨꯇꯔꯥꯍꯨꯝꯗꯣꯏ ꯗ ꯑꯍꯥꯟꯕ ꯖꯦꯅꯦꯇꯤꯛ ꯑꯣꯏꯅ ꯃꯣꯗꯤꯐꯥꯏꯗ ꯑꯣꯔꯒꯥꯅꯤꯖꯝ (ꯒꯦꯅꯦꯇꯤꯀꯦꯜꯂꯤ ꯃꯣꯗꯤꯐꯥꯏꯗ ꯑꯣꯔꯒꯥꯅꯤꯖꯝ) ꯁꯦꯝꯈꯤ ꯑꯇꯣꯞꯄ ꯃꯈꯜ ꯑꯃꯒꯤ ꯗꯤꯑꯣꯔꯥꯏꯕꯣ ꯅ꯭ꯌꯨꯀ꯭ꯂꯤꯛ ꯑꯦꯁꯤꯗ ꯃꯇꯝ ꯑꯗꯨꯗꯒꯤ ꯍꯧꯅ ꯖꯦꯅꯦꯇꯤꯛ ꯏꯟꯖꯤꯅꯤꯌꯔꯤꯡ ꯑꯁꯤ ꯌꯥꯝꯅ ꯊꯨꯅ ꯃꯥꯡꯂꯣꯝꯗ ꯆꯪꯁꯤꯜꯂꯛꯂꯤ, ꯀ꯭ꯂꯁꯇꯔꯗ ꯔꯦꯒꯨꯂꯔꯂꯤ ꯏꯟꯇꯔꯁ꯭ꯄꯦꯁ ꯁꯣꯔꯠ ꯄꯂꯤꯟꯗ꯭ꯔꯣꯃꯤꯛ ꯔꯤꯄꯤꯠꯁ, ꯀꯦ- ꯁ꯭ꯇꯔꯦꯟ ꯅꯤꯄꯥꯜ ꯒꯨꯝꯕ ꯑꯅꯧꯕ ꯇꯦꯛꯅꯤꯛꯁꯤꯡꯅ ꯖꯤꯕ ꯑꯃꯒꯤ ꯖꯤꯅꯣꯝ ꯑꯦꯗꯤꯠ ꯇꯧꯕꯗ ꯍꯦꯟꯅ ꯂꯥꯏꯕ ꯑꯃꯁꯨꯡ ꯍꯦꯟꯅ ꯅꯤꯡꯊꯤꯅ ꯁꯦꯝꯗꯣꯛꯄ ꯉꯝꯍꯜꯂꯦ꯫ ꯍꯥꯏꯔꯤꯕ ꯑꯍꯣꯡꯕꯁꯤꯡ ꯑꯁꯤꯅ ꯃꯍꯩ-ꯃꯔꯣꯡ, ꯁꯥ-ꯁꯟ, ꯑꯃꯁꯨꯡ ꯃꯤꯑꯣꯏꯕ ꯐꯥꯎꯕ ꯌꯥꯎꯅ ꯒꯦꯅꯦꯇꯤꯀꯦꯜꯂꯤ ꯃꯣꯗꯤꯐꯥꯏꯗ ꯑꯣꯔꯒꯥꯅꯤꯖꯝ ꯖꯤꯅꯦꯇꯤꯛ ꯏꯟꯖꯤꯅꯤꯌꯔꯤꯡ ꯑꯁꯤ ꯍꯧꯖꯤꯛꯇꯤ ꯂꯧꯎ-ꯁꯤꯡꯎꯗ ꯄꯥꯛ ꯁꯟꯅ ꯁꯤꯖꯤꯟꯅꯗꯨꯅ ꯄꯣꯠꯁꯛꯁꯤꯡ, ꯍꯥꯔꯕꯤꯁꯥꯏꯗꯁꯤꯡ ꯑꯃꯁꯨꯡ ꯑꯀꯟꯕ ꯑꯀꯣꯏꯕꯒꯤ ꯐꯤꯕꯝꯁꯤꯡ ꯊꯦꯡꯅꯕ ꯉꯝꯕ ꯃꯍꯩ-ꯃꯔꯣꯡꯁꯤꯡ ꯁꯦꯝꯒꯠꯂꯤ꯫ ꯃꯁꯤꯅ ꯃꯍꯩ-ꯃꯔꯣꯡꯒꯤ ꯄꯣꯠꯊꯣꯛ ꯍꯦꯟꯒꯠꯍꯟꯕꯗ ꯑꯃꯁꯨꯡ ꯑꯁꯣꯛ-ꯑꯄꯟ ꯊꯣꯛꯍꯟꯕ ꯌꯥꯕ ꯀꯦꯃꯤꯀꯦꯜꯁꯤꯡ ꯁꯤꯖꯤꯟꯅꯕ ꯍꯟꯊꯍꯟꯕꯗ ꯃꯇꯦꯡ ꯄꯥꯡꯂꯦ꯫ ꯃꯦꯗꯤꯁꯤꯟ ꯖꯦꯅꯦꯇꯤꯛ ꯏꯟꯖꯤꯅꯤꯌꯔꯤꯡ ꯑꯁꯤ ꯏꯟꯁꯨꯂꯤꯟ, ꯃꯤꯑꯣꯏꯕꯒꯤ ꯒ꯭ꯔꯣꯊ ꯍꯣꯔꯃꯣꯟ ꯑꯃꯁꯨꯡ ꯑꯇꯩ ꯃꯔꯨꯑꯣꯏꯕ ꯍꯤꯗꯥꯛꯁꯤꯡ ꯄꯨꯊꯣꯛꯄꯗ ꯁꯤꯖꯤꯟꯅꯩ꯫ ꯃꯁꯤꯅ ꯖꯤꯟ ꯊꯦꯔꯥꯄꯤꯒꯤ ꯈꯨꯠꯊꯥꯡꯗ ꯖꯦꯅꯦꯇꯤꯛ ꯗꯤꯁꯑꯣꯔꯗꯔꯁꯤꯡ ꯐꯍꯟꯕꯒꯤ ꯄꯣꯇꯦꯟꯁꯤꯌꯦꯜꯁꯨ ꯂꯩ꯫ ꯏꯟꯗꯁꯇ꯭ꯔꯤꯗ, ꯖꯤꯅꯦꯇꯤꯛ ꯑꯣꯏꯅ ꯃꯣꯗꯤꯐꯥꯏꯗ ꯕꯦꯛꯇꯦꯔꯤꯌꯥ ꯑꯃꯁꯨꯡ ꯑꯇꯩ ꯖꯤꯕꯁꯤꯡ ꯑꯁꯤ ꯕꯥꯏꯑꯣꯐ꯭ꯌꯨꯑꯦꯜ, ꯕꯥꯏꯑꯣꯄ꯭ꯂꯥꯁꯇꯤꯛ, ꯑꯃꯁꯨꯡ ꯑꯇꯩ ꯇꯨꯡ ꯀꯣꯏꯅ ꯆꯠꯀꯗꯕ ꯃꯆꯥꯛꯁꯤꯡ ꯄꯨꯊꯣꯛꯄꯗ ꯁꯤꯖꯤꯟꯅꯩ꯫ ꯃꯁꯤꯒꯤ ꯀꯥꯟꯅꯕ ꯀꯌꯥ ꯂꯩꯔꯕꯁꯨ, ꯖꯦꯅꯦꯇꯤꯛ ꯏꯟꯖꯤꯅꯤꯌꯔꯤꯡ ꯑꯁꯤ ꯋꯥꯈꯜ ꯋꯥꯕ ꯍꯤꯔꯝ ꯑꯃ ꯑꯣꯏꯗꯨꯅ ꯂꯩꯔꯤ, ꯃꯁꯤꯒꯤ ꯁꯦꯐꯇꯤ, ꯏꯊꯤꯀꯦꯜꯒꯤ ꯑꯣꯏꯕ ꯋꯥꯐꯝꯁꯤꯡ ꯑꯃꯁꯨꯡ ꯑꯀꯣꯏꯕꯒꯤ ꯐꯤꯕꯝꯗ ꯄꯤꯔꯤꯕ ꯁꯥꯐꯨꯒꯤ ꯃꯇꯥꯡꯗ ꯋꯥꯈꯜ ꯋꯥꯕ ꯊꯦꯡꯅꯔꯤ꯫ ꯂꯝ ꯑꯁꯤ ꯃꯈꯥ ꯇꯥꯅ ꯆꯥꯎꯈꯠꯂꯛꯄꯒ ꯂꯣꯏꯅꯅ ꯍꯤꯔꯝꯁꯤꯡ ꯑꯁꯤ ꯀꯣꯛꯍꯟꯕ ꯑꯃꯁꯨꯡ ꯃꯁꯤꯒꯤ ꯑꯦꯄ꯭ꯂꯤꯀꯦꯁꯟꯁꯤꯡ ꯑꯁꯤ ꯈꯨꯟꯅꯥꯏꯗ ꯀꯥꯟꯅꯕ ꯑꯣꯏꯍꯟꯕ ꯑꯁꯤ ꯌꯥꯝꯅ ꯃꯔꯨ ꯑꯣꯏꯒꯅꯤ꯫